ꯊꯕꯛ ꯐꯪꯗ꯭ꯔꯤꯕ ꯂꯥꯏꯔꯕ ꯃꯤꯌꯥꯝꯒꯤ ꯐꯪꯐꯝ ꯊꯣꯛꯄꯗꯨꯅꯤ ꯑꯩꯈꯣꯏꯒꯤ ꯂꯩꯕꯥꯛ ꯑꯁꯤꯗ ꯃꯤꯑꯣꯏ ꯀꯥꯡꯂꯨꯞ ꯃꯔꯤ ꯊꯣꯛꯅ ꯂꯩ꯫ ꯀꯥꯡꯂꯨꯞ ꯑꯃꯅ ꯅꯨꯡꯉꯥꯏ ꯌꯥꯏꯐꯕ ꯄꯨꯟꯁꯤ ꯃꯔꯦꯜꯗ ꯍꯤꯡꯕ, ꯑꯇꯣꯞꯄ ꯀꯥꯡꯂꯨꯞ ꯑꯃꯅ ꯌꯥꯏꯃꯔꯞ ꯑꯣꯏꯅ ꯍꯤꯡꯖꯕ, ꯑꯗꯨꯒ ꯑꯇꯣꯞꯄ ꯑꯃꯅ ꯂꯥꯏꯔꯕ ꯃꯤꯑꯣꯏ ꯑꯃꯁꯨꯡ ꯑꯇꯣꯞꯄ ꯑꯃꯗꯅ ꯈꯝ ꯊꯦꯡꯅ ꯂꯥꯏꯔꯕ ꯀꯥꯡꯕꯨꯅꯤ꯫ ꯍꯥꯏꯔꯤꯕ ꯃꯤꯑꯣꯏ ꯀꯥꯡꯂꯨꯞ ꯃꯔꯤ ꯑꯁꯤꯒꯤ ꯌꯥꯏꯐ ꯊꯧꯔꯥꯡ ꯂꯧꯈꯠꯄ ꯍꯥꯏꯕꯁꯤ ꯂꯩꯉꯥꯛꯀꯤ ꯇꯉꯥꯏ ꯐꯗꯕ ꯊꯧꯗꯥꯡꯅꯤ꯫ ꯑꯍꯥꯟꯕ ꯑꯃꯁꯨꯡ ꯑꯅꯤꯁꯨꯕ ꯀꯥꯡꯂꯨꯞꯀꯤ ꯃꯤꯑꯣꯏꯗ ꯃꯤꯠꯌꯦꯡ ꯊꯝꯕꯒ ꯑꯍꯨꯝ ꯁꯨꯕ ꯑꯃꯁꯨꯡ ꯃꯔꯤꯁꯨꯕ ꯀꯥꯡꯂꯨꯞꯇ ꯊꯝꯂꯤꯕ ꯃꯤꯠꯌꯦꯡꯒ ꯃꯥꯟꯅꯗꯦ꯫ ꯃꯕꯨꯛ ꯊꯟꯅ ꯆꯥꯕ ꯐꯪꯗ꯭ꯔꯕ ꯃꯤꯑꯣꯏ ꯐꯨꯔꯨꯞꯁꯤꯡ ꯑꯁꯤꯒꯤ ꯑꯋꯥꯕꯁꯤꯡ ꯀꯣꯛꯍꯟꯕ ꯍꯥꯏꯕꯁꯤ ꯂꯩꯕꯥꯛ ꯑꯁꯤ ꯅꯨꯡꯉꯥꯏ ꯌꯥꯏꯐꯅ, ꯏꯪꯅ ꯆꯤꯛꯅ ꯄꯥꯟꯅꯕꯒꯤ ꯃꯔꯝ ꯑꯣꯏ꯫ ꯃꯤꯁꯤꯡꯗ ꯌꯦꯡꯅꯔꯒꯁꯨ ꯂꯥꯏꯔꯕꯅ ꯆꯥꯗ ꯃꯔꯐꯨ ꯑꯣꯏꯕ ꯂꯩꯕꯥꯛ ꯑꯁꯤꯒꯤ ꯁꯦꯜ ꯊꯨꯝꯒꯤ ꯊꯧꯁꯤꯜ ꯁꯦꯝꯕꯗꯁꯨ ꯂꯥꯏꯔꯕꯁꯤꯡꯒꯤ ꯑꯈꯟꯅꯕ ꯊꯧꯔꯥꯡꯁꯤꯡ ꯍꯥꯞꯇꯕ ꯌꯥꯗ꯭ꯔꯦ꯫ ꯑꯁꯨꯝꯅ ꯂꯩꯕꯥꯛ ꯑꯁꯤꯒꯤ ꯑꯈꯪ ꯑꯍꯩ ꯀꯌꯥꯃꯔꯨꯝ ꯇꯥꯟꯅꯔꯒ ꯊꯕꯛ ꯐꯪꯗ꯭ꯔꯤꯕ ꯂꯩꯕꯥꯛ ꯑꯁꯤꯒꯤ ꯌꯨꯝꯊꯣꯡ ꯈꯨꯗꯤꯡꯗ ꯃꯤꯑꯣꯏ ꯑꯃꯃꯝ ꯆꯍꯤ ꯑꯃꯒꯤ ꯑꯣꯏꯅ ꯅꯨꯃꯤꯠ ꯆꯥꯝꯃꯅꯤ ꯊꯕꯛ ꯄꯤꯕ ꯍꯥꯏꯕꯁꯤ ꯇꯉꯥꯏ ꯐꯗꯕꯅꯤ ꯈꯜꯂꯒ ꯊꯧꯁꯤꯜ ꯁꯦꯝꯈꯤꯕꯅꯤ꯫ ꯀꯥꯏꯅ ꯊꯪꯗꯗꯤ ꯂꯥꯏꯔꯕ ꯃꯤꯌꯥꯝꯒꯤ ꯐꯪꯐꯝ ꯊꯣꯛꯄ ꯑꯃ ꯑꯣꯏꯍꯟꯗꯨꯅ ꯁ꯭ꯀꯤꯝ ꯑꯁꯤꯕꯨ ꯃꯍꯥꯇ꯭ꯃ ꯒꯥꯟꯙꯤ ꯅꯦꯁꯅꯦꯜ ꯔꯨꯔꯦꯜ ꯏꯝꯄ꯭ꯂꯣꯏꯃꯦꯟꯠ ꯒꯔꯦꯟꯇꯤ ꯑꯦꯛꯠ ꯍꯥꯏꯅ ꯈꯪꯅꯈꯤ꯫ ꯁꯦꯟꯇ꯭ꯔꯦꯜ ꯒꯚꯔꯟꯃꯦꯟꯠꯅ ꯄꯥꯏꯈꯠꯄ ꯁ꯭ꯀꯤꯝꯁꯤꯡꯒꯤ ꯃꯅꯨꯡꯗ ꯈ꯭ꯋꯥꯏꯗꯒꯤ ꯃꯔꯨ ꯑꯣꯏꯕ ꯁ꯭ꯀꯤꯝ ꯑꯁꯤ ꯑꯍꯥꯟꯕ ꯍꯧꯔꯛ ꯄꯗꯗꯤ ꯃꯅꯤꯄꯨꯔꯅ ꯏꯟꯗꯤꯌꯥꯗ ꯃꯀꯣꯛ ꯑꯣꯏꯈꯤ꯫ ꯑꯗꯨꯕꯨ ꯍꯧꯖꯤꯛꯅ ꯑꯃꯨꯛ ꯊꯕꯛ ꯄꯤꯕ ꯉꯝꯗꯕ ꯏꯟꯗꯤꯌꯥꯒꯤ ꯁ꯭ꯇꯦꯠ ꯄꯨꯝꯅ ꯃꯛꯀꯤ ꯃꯃꯩꯗ ꯂꯩꯔꯦ꯫ ꯃꯁꯤ ꯃꯛꯅ ꯇꯥꯛꯂꯤꯕꯗꯤ ꯃꯅꯤꯄꯨꯔꯒꯤ ꯂꯥꯏꯔꯕ ꯃꯤꯌꯥꯝꯗ ꯂꯩꯉꯥꯛꯀꯤ ꯈꯨꯗꯣꯡ ꯆꯥꯕꯁꯤ ꯅꯤꯡꯊꯤꯅ ꯐꯪꯍꯟꯕ ꯉꯝꯗ꯭ꯔꯦ ꯍꯥꯏꯕꯅꯤ꯫ ꯀꯔꯝꯅ ꯃꯅꯤꯄꯨꯔꯒꯤ ꯃꯤꯌꯥꯝꯗ ꯊꯕꯛ ꯄꯤꯕ ꯉꯝꯗ꯭ꯔꯤꯕꯅꯣ ꯍꯥꯏꯕꯁꯤ ꯂꯩꯉꯥꯛꯅ ꯃꯇꯥꯡ ꯃꯇꯝꯒꯤ ꯑꯣꯏꯅ ꯅꯩꯅ ꯍꯧ ꯗ꯭ꯔꯕꯗꯤ ꯂꯥꯏꯔꯕ ꯃꯤꯌꯥꯝꯒꯤ ꯐꯪꯐꯝ ꯊꯣꯛꯄꯁꯤꯡ ꯃꯥꯡꯍꯟꯕꯒꯤ ꯇꯦꯛꯆꯥꯛ ꯂꯩꯉꯥꯛ ꯑꯁꯤꯅ ꯄꯨꯕ ꯍꯥꯏꯕꯁꯤ ꯃꯁꯥꯅ ꯇꯥꯕꯅꯤ꯫ ꯑꯦꯝ ꯖꯤ ꯑꯦꯟ ꯑꯥꯔ ꯏ ꯖꯤ ꯑꯦꯁꯒꯤ ꯃꯈꯥꯗ ꯅꯨꯃꯤꯠ ꯆꯥꯃ ꯅꯤ ꯊꯕꯛ ꯁꯨꯕꯒꯤ ꯁꯦꯟꯐꯝ ꯑꯁꯤ ꯃꯅꯤꯄꯨꯔ ꯂꯩꯉꯥꯛꯅ ꯄꯨꯊꯣꯛꯄ ꯅꯠꯇꯦ꯫ ꯅꯨꯃꯤꯠ ꯆꯥꯃ ꯅꯤ ꯊꯕꯛ ꯁꯨꯕꯒ ꯃꯔꯤ ꯂꯩꯅꯕ ꯊꯧꯔꯥꯡꯁꯤꯡ ꯑꯗꯨ ꯃꯥꯡꯖꯧꯅꯅ ꯃꯤꯅꯤꯁ꯭ꯇ꯭ꯔꯤꯗ ꯊꯥꯒꯠꯂꯒ ꯑꯌꯥꯕ ꯍꯦꯛ ꯄꯤꯈꯤꯕꯒ ꯊꯕꯛ ꯁꯨꯕ ꯍꯧꯕ ꯌꯥꯔꯕꯅꯤ꯫ ꯃꯗꯨꯒ ꯃꯔꯤ ꯂꯩꯅꯕ ꯁꯦꯟꯐꯝ ꯁꯦꯟꯇ꯭ꯔꯦꯜ ꯒꯚꯔꯟꯃꯦꯟꯠꯅ ꯄꯤꯔꯛꯀꯅꯤ꯫ ꯊꯕꯛꯁꯤꯡ ꯑꯁꯤ ꯔꯨꯔꯦꯜ ꯗꯤꯚꯂꯞꯃꯦꯟꯠ ꯑꯦꯟꯗ ꯄꯟꯆꯥꯌꯦꯇꯤ ꯔꯥꯖ ꯗꯤꯄꯥꯔꯃꯦꯟꯠꯅ ꯊꯧꯕꯨ ꯑꯣꯏꯕꯅꯤ꯫ ꯑꯦꯝ ꯑꯦꯜ ꯑꯦꯁꯤꯡ, ꯖꯤꯜꯂꯥ ꯄꯔꯤꯁꯗ ꯃꯦꯝꯕꯔ ꯑꯃꯁꯨꯡ ꯄ꯭ꯔꯙꯥꯟꯁꯤꯡꯅ ꯃꯄꯨꯡ ꯑꯣꯏꯅ ꯆꯂꯥꯏꯕꯅ ꯂꯩꯉꯥꯛꯀ ꯃꯤꯌꯥꯝꯒ ꯍꯛꯊꯦꯡꯅꯅ ꯊꯕꯛ ꯇꯧꯕ ꯉꯝꯕ ꯗꯤꯄꯥꯔꯠꯃꯦꯟꯠ ꯑꯃꯁꯨ ꯑꯣꯏꯔꯤ꯫ ꯑꯗꯨꯕꯨ ꯂꯥꯏꯕꯛ ꯊꯤꯕꯗꯤ ꯆꯍꯤ ꯑꯁꯤꯒꯤ ꯃꯥꯔꯆ ꯊꯥꯗ ꯂꯣꯏꯒꯗꯕ ꯅꯨꯃꯤꯠ ꯆꯥꯃꯅꯤ ꯊꯕꯛ ꯄꯤꯕꯒꯤ ꯄꯥꯟꯗꯝ ꯍꯟꯗꯛꯀꯤ ꯆꯍꯤ ꯑꯁꯤꯗꯁꯨ ꯃꯅꯤꯄꯨꯔꯒꯤ ꯑꯣꯏꯅ ꯐꯪꯕ ꯉꯝꯕꯒꯤ ꯐꯤꯚꯝ ꯂꯩꯇꯔꯦ꯫ ꯃꯃꯥꯡ ꯆꯍꯤꯗꯁꯨ ꯅꯨꯃꯤꯠ ꯀꯨꯟꯃꯊꫭꯏ ꯅꯤ ꯈꯛ ꯊꯕꯛ ꯁꯨꯈꯤ꯫ ꯍꯟꯗꯛꯀꯤ ꯆꯍꯤ ꯑꯁꯤꯒꯤꯅ ꯅꯨꯃꯤꯠ ꯀꯨꯟꯊ꯭ꯔꯥꯃꯊꫭꯏ ꯈꯛ ꯁꯨꯔꯤ꯫ ꯆꯍꯤ ꯑꯁꯤꯒꯤ ꯑꯣꯏꯅ ꯅꯨꯃꯤꯠ ꯆꯥꯃ ꯅꯤ ꯊꯕꯛ ꯁꯨꯒꯗꯕꯗꯨ ꯃꯅꯤꯄꯨꯔꯒꯤ ꯑꯣꯏꯅ ꯏꯆꯥꯎꯒ ꯃꯥꯟꯅꯕ ꯐꯤꯚꯝ ꯑꯃ ꯃꯥꯌꯣꯛꯅ ꯈꯤꯕꯒꯤ ꯌꯦꯡꯂꯒ ꯑꯇꯣꯞꯄ ꯅꯨꯃꯤꯠ ꯌꯥꯡꯈꯩ ꯅꯤ ꯑꯃꯁꯨ ꯊꯕꯛ ꯁꯨꯕꯒꯤ ꯑꯌꯥꯕ ꯃꯤꯅꯤꯁ꯭ꯇ꯭ꯔꯤꯅ ꯄꯤꯔꯛ ꯈ꯭ꯔꯕꯅꯤ꯫ ꯄꯨꯟꯅ ꯆꯍꯤ ꯑꯁꯤꯗ ꯃꯅꯤꯄꯨꯔꯒꯤ ꯂꯥꯏꯔꯕ ꯊꯕꯛ ꯐꯪꯗ꯭ꯔꯤꯕꯁꯤꯡ ꯊꯕꯛ ꯁꯨꯖꯒꯗꯕ ꯅꯨꯃꯤꯠ ꯑꯁꯤ ꯆꯥꯃ ꯌꯥꯡꯈꯩ ꯅꯤ꯫